ꯆꯥꯠ ꯖꯤ꯬ꯄꯤ. ꯇꯤ. ꯗ ꯌꯨꯝꯐꯝ ꯑꯣꯏꯕ ꯃꯣꯗꯦꯜ ꯑꯃ ꯁꯤꯖꯤꯟꯅꯕꯅ ꯑꯇꯣꯞꯄ ꯑꯜꯇꯔꯅꯦꯇꯤꯚꯁꯤꯡꯗꯒꯤ ꯍꯦꯟꯅ ꯀꯥꯟꯅꯕ ꯀꯌꯥ ꯑꯃ ꯄꯤꯔꯤ꯫ ꯑꯋꯥꯡꯕ ꯊꯥꯛꯀꯤ ꯃꯍꯧꯁꯥꯒꯤ ꯂꯣꯜꯒꯤ ꯇꯦꯛꯁ ꯁꯦꯝꯕ ꯉꯝꯕ, ꯃꯁꯤꯒꯤ ꯑꯦꯛꯇꯤꯕꯤꯇꯤ, ꯑꯃꯁꯨꯡ ꯃꯈꯥ ꯇꯥꯅ ꯇꯝꯅꯕꯒꯤ ꯀꯦꯄꯥꯁꯤꯇꯤ ꯑꯁꯤꯅ ꯆꯥꯠ ꯖꯤ. ꯄꯤ. ꯇꯤ. ꯗ ꯌꯨꯝꯐꯝ ꯑꯣꯏꯕ ꯃꯣꯗꯦꯜ ꯑꯁꯤ ꯑꯍꯣꯡꯕ ꯂꯣꯜ ꯂꯧꯁꯤꯟꯕꯒꯤ ꯇꯧꯕ ꯉꯝꯕꯁꯤꯡ ꯃꯊꯧ ꯇꯥꯕꯥꯑꯦꯄ꯭ꯂꯤꯀꯦꯁꯟꯁꯤꯡꯗ ꯌꯥꯝꯅ ꯆꯨꯝꯃꯤ꯫ ꯀꯣꯏꯟ ꯑꯃꯒꯤ ꯐ꯭ꯂꯤꯞ ꯑꯃꯅ ꯃꯀꯣꯛ ꯊꯣꯡꯕꯗ ꯂꯦꯟꯗ ꯇꯧꯕꯒꯤ ꯄ꯭ꯔꯣꯕꯤꯕꯤꯂꯤꯇꯤ ꯑꯁꯤ ꯀꯌꯥꯅꯣ? ꯀꯣꯏꯟ ꯑꯃ ꯐ꯭ꯂꯤꯞ ꯇꯧꯕ ꯑꯃꯁꯨꯡ ꯃꯗꯨ ꯂꯦꯟꯗ ꯍꯦꯗ ꯑꯣꯐ ꯑꯣꯏꯍꯟꯕꯒꯤ ꯄ꯭ꯔꯣꯕꯤꯕꯤꯂꯤꯇꯤ ꯑꯁꯤ ꯖꯦꯔꯣ ꯄꯣꯏꯟ ꯃꯉꯥ ꯅꯠꯇꯔꯒ ꯆꯥꯗ ꯌꯥꯡꯈꯩꯅꯤ꯫ ꯃꯁꯤꯒꯤ ꯃꯔꯝꯗꯤ ꯀꯣꯏꯟ ꯑꯃꯒꯤ ꯃꯥꯏꯀꯩ ꯑꯅꯤ ꯈꯛꯇꯃꯛ ꯂꯩ, ꯃꯀꯣꯛ ꯑꯃꯁꯨꯡ ꯃꯊꯛ ꯊꯪꯕ ꯁꯔꯨꯛꯇ, ꯑꯃꯁꯨꯡ ꯃꯥꯌꯀꯩ ꯑꯃꯃꯝꯗ ꯃꯊꯛꯇ ꯌꯦꯡꯕꯒꯤ ꯆꯥꯡ ꯃꯥꯟꯅꯩ꯫ ꯋꯦꯕꯁꯥꯏꯠ ꯂꯣꯗ ꯇꯧꯕꯒꯤ ꯈꯣꯡꯖꯦꯜ ꯍꯦꯟꯅ ꯐꯒꯠꯍꯟꯅꯕ ꯅꯍꯥꯛꯅ ꯇꯤꯞꯁ ꯈꯔ ꯄꯤꯕ ꯉꯝꯒꯗ꯭ꯔꯥ? ꯁꯣꯏꯗꯅ, ꯋꯦꯕꯁꯥꯏꯠ ꯂꯣꯗꯤꯡ ꯁ꯭ꯄꯤꯗꯁꯤꯡ ꯑꯣꯞꯇꯤꯃꯥꯏꯖ ꯇꯧꯅꯕ ꯇꯤꯞꯁ ꯈꯔꯥ ꯃꯈꯥꯗ ꯄꯤꯔꯤ: ꯔꯤꯛꯕ꯭ꯦꯁꯠꯁꯤꯡ ꯍꯟꯊꯍꯟꯕ: ꯔꯤꯛꯕ꯭ꯦꯁꯠꯁꯤꯡꯒꯤ ꯃꯁꯤꯡ ꯍꯟꯊꯍꯟꯕ ꯍꯥꯏꯕꯁꯤ ꯋꯦꯕꯁꯥꯏꯠ ꯂꯣꯗꯤꯡ ꯁ꯭ꯄꯤꯗꯁꯤꯡ ꯑꯣꯞꯇꯤꯃꯥꯏꯖ ꯇꯧꯅꯕꯒꯤ ꯏꯐꯦꯛꯇꯤꯚ ꯑꯣꯏꯕ ꯃꯑꯣꯡ ꯑꯃꯅꯤ꯫ ꯃꯁꯤꯡ ꯌꯥꯝꯂꯕ ꯁ꯭ꯇꯥꯏꯜꯁꯤꯠꯁꯤꯡ ꯑꯃꯠꯇ ꯑꯣꯏꯅ ꯄꯨꯟꯁꯤꯜꯂꯨ ꯑꯃꯁꯨꯡ ꯌꯥꯔꯤꯕꯃꯈꯩ ꯏꯃꯦꯖꯁꯤꯡꯒꯤ ꯃꯍꯨꯠꯇ ꯁꯤꯖꯤꯟꯅꯅꯕ ꯍꯣꯠꯅꯧ꯫ ꯀꯟꯇꯦꯟꯠ ꯗꯦꯂꯤꯚꯔꯤ ꯅꯦꯠꯋꯥꯔꯛ ꯑꯃ ꯁꯤꯖꯤꯟꯅꯧ: ꯑꯃꯅ ꯅꯍꯥꯛꯀꯤ ꯋꯦꯕꯁꯥꯏꯠꯀꯤ ꯀꯟꯇꯦꯟꯠꯀꯤ ꯀꯣꯄꯤꯁꯤꯡ ꯑꯗꯨ ꯃꯥꯂꯦꯝ ꯁꯤꯟꯕ ꯊꯨꯡꯅ ꯂꯩꯕ ꯁꯔꯚꯔꯁꯤꯡꯗ ꯁ꯭ꯇꯣꯔ ꯇꯧꯏ꯫ ꯌꯨꯖꯔ ꯑꯃꯅ ꯅꯍꯥꯛꯀꯤ ꯁꯥꯏꯠꯇ ꯚꯤꯖꯤꯠ ꯇꯧꯕꯥ ꯃꯇꯝꯗ, ꯃꯈꯣꯏꯗ ꯈ꯭ꯋꯥꯏꯗꯒꯤ ꯅꯛꯄ ꯁꯔꯚꯔꯗꯒꯤ ꯀꯟꯇꯦꯟꯠ ꯑꯗꯨ ꯄꯤꯖꯩ, ꯃꯗꯨꯅ ꯀꯟꯇꯦꯟꯠ ꯑꯗꯨ ꯃꯈꯣꯏꯗ ꯌꯧꯍꯟꯕꯗ ꯆꯪꯕ ꯃꯇꯝ ꯑꯗꯨ ꯍꯟꯊꯍꯜꯂꯤ꯫ ꯏꯃꯦꯖ ꯁꯥꯏꯖꯁꯤꯡ ꯑꯣꯞꯇꯤꯃꯥꯏꯖ ꯇꯧꯕꯥ: ꯑꯆꯧꯕ ꯏꯃꯦꯖꯁꯤꯡꯅ ꯅꯍꯥꯛꯀꯤ ꯋꯦꯕꯁꯥꯏꯠꯀꯤ ꯂꯣꯗ ꯇꯧꯕꯒꯤ ꯃꯇꯝ ꯌꯥꯝꯅ ꯍꯟꯊꯍꯟꯕ ꯉꯝꯃꯤ꯫ ꯅꯍꯥꯛꯀꯤ ꯁꯥꯏꯠꯇ ꯑꯞꯂꯣꯗ ꯇꯧꯗ꯭ꯔꯤꯉꯩꯗ ꯅꯍꯥꯛꯀꯤ ꯏꯃꯦꯖꯁꯤꯡ ꯑꯗꯨ ꯀꯝꯄ꯭ꯔꯦꯁꯟ ꯑꯃꯁꯨꯡ ꯁꯥꯏꯖ ꯍꯣꯡꯗꯣꯛꯄ ꯁꯣꯏꯗꯅ ꯇꯧꯕꯤꯌꯨ, ꯑꯃꯁꯨꯡ ꯅꯠꯇꯔꯒ ꯃꯇꯤꯛ ꯆꯥꯕ ꯏꯃꯦꯖ ꯐꯣꯔꯃꯦꯠꯁꯤꯡ ꯁꯤꯖꯤꯟꯅꯕꯤꯌꯨ꯫ ꯖꯥꯚꯥꯁ꯭ꯀꯔꯤꯞꯠ, ꯑꯃꯁꯨꯡ ꯃꯤꯅꯤꯐꯥꯏ ꯇꯧꯕꯥ: ꯃꯤꯅꯤꯐꯤꯀꯦꯁꯟ ꯍꯥꯏꯕꯁꯤ ꯅꯍꯥꯛꯀꯤ, ꯖꯥꯚꯥꯁ꯭ꯛꯔꯤꯞꯠ ꯅꯠꯇꯔꯒ ꯐꯥꯏꯜꯁꯤꯡꯗꯒꯤ ꯃꯊꯧ ꯇꯥꯗꯕ ꯑꯛꯁꯔꯁꯤꯡ (ꯋꯥꯏꯠ ꯁ꯭ꯄꯦꯁꯒꯨꯝꯕꯥ) ꯂꯧꯊꯣꯖꯄꯒꯤ ꯊꯧꯑꯣꯡ ꯑꯗꯨꯕꯨ ꯈꯪꯅꯩ꯫ ꯃꯁꯤꯅ ꯐꯥꯏꯜꯁꯤꯡ ꯑꯁꯤꯒꯤ ꯁꯥꯏꯖ ꯍꯟꯊꯍꯟꯕꯗ ꯃꯇꯦꯡ ꯄꯥꯡꯕ ꯉꯝꯒꯅꯤ ꯑꯃꯁꯨꯡ ꯂꯣꯗ ꯇꯧꯕꯒꯤ ꯃꯇꯝ ꯐꯒꯠꯍꯟꯕ ꯉꯝꯒꯅꯤ꯫ ꯕ꯭ꯔꯥꯎꯖꯔ ꯀꯦꯁꯤꯡ ꯏꯅꯦꯕꯜ ꯇꯧꯕꯥ: ꯕ꯭ꯔꯥꯎꯖꯔ ꯀꯦꯁꯤꯡ ꯑꯁꯤꯅ ꯌꯨꯖꯔ ꯑꯃꯒꯤ ꯋꯦꯕ ꯕ꯭ꯔꯥꯎꯖꯔꯗ ꯅꯍꯥꯛꯀꯤ ꯋꯦꯕꯁꯥꯏꯠꯀꯤ ꯐꯥꯏꯜꯁꯤꯡꯒꯤ ꯀꯣꯄꯤ ꯑꯃ ꯃꯈꯣꯏꯒꯤ ꯀꯝꯄ꯭ꯌꯨꯇꯔꯗ ꯊꯝꯕ ꯌꯥꯍꯜꯂꯤ꯫ ꯃꯁꯤꯅ ꯇꯥꯛꯄꯗꯤ ꯃꯈꯣꯏꯅ ꯅꯍꯥꯛꯀꯤ ꯁꯥꯏꯠꯇ ꯑꯃꯨꯛ ꯍꯟꯅ ꯚꯤꯖꯤꯠ ꯇꯧꯕꯥ ꯃꯇꯝꯗ, ꯃꯈꯣꯏꯒꯤ ꯕ꯭ꯔꯥꯎꯖꯔꯅ ꯅꯍꯥꯛꯀꯤ ꯁꯔꯚꯔꯗꯒꯤ ꯑꯃꯨꯛ ꯍꯟꯅ ꯗꯥꯎꯟꯂꯣꯗ ꯇꯧꯕꯒꯤ ꯃꯍꯨꯠꯇ ꯁ꯭ꯇꯣꯔ ꯇꯧꯔꯕ ꯐꯥꯏꯜꯁꯤꯡ ꯑꯗꯨ ꯊꯨꯅ ꯂꯣꯗ ꯇꯧꯕꯥ ꯌꯥꯏ꯫ ꯀꯝꯄ꯭ꯔꯦꯁꯟ ꯁꯤꯖꯤꯟꯅꯧ: ꯀꯝꯄ꯭ꯔꯦꯁꯟꯅ ꯅꯍꯥꯛꯀꯤ ꯋꯦꯕꯁꯥꯏꯠꯀꯤ ꯐꯥꯏꯜꯁꯤꯡꯒꯤ ꯁꯥꯏꯖ ꯆꯥꯗ ꯍꯨꯝꯗꯔꯥ ꯐꯥꯎꯕ ꯍꯟꯊꯍꯟꯕ ꯉꯝꯃꯤ, ꯃꯁꯤꯅ ꯂꯣꯗ ꯇꯧꯕꯒꯤ ꯃꯇꯝ ꯌꯥꯡꯁꯤꯟꯍꯟꯕꯗ ꯃꯇꯦꯡ ꯄꯥꯡꯏ꯫ ꯗꯦꯇꯥꯕꯦꯖ ꯀ꯭ꯋꯦꯔꯤꯁꯤꯡ ꯑꯣꯞꯇꯤꯃꯥꯏꯖ ꯇꯧꯕꯥ: ꯀꯔꯤꯒꯨꯝꯕ ꯅꯍꯥꯛꯀꯤ ꯋꯦꯕꯁꯥꯏꯠꯅ ꯗꯦꯇꯥꯕꯦꯖ ꯑꯃ ꯁꯤꯖꯤꯟꯅꯔꯕꯗꯤ, ꯅꯍꯥꯛꯀꯤ ꯀ꯭ꯋꯦꯔꯤꯁꯤꯡ ꯑꯣꯞꯇꯤꯃꯥꯏꯖ ꯇꯧꯕꯅ ꯂꯣꯗ ꯇꯧꯕꯒꯤ ꯃꯇꯝ ꯐꯒꯠꯍꯟꯕꯗ ꯃꯇꯦꯡ ꯄꯥꯡꯒꯅꯤ꯫ ꯏꯟꯗꯦꯛꯁꯁꯤꯡ ꯁꯣꯏꯗꯅ ꯁꯤꯖꯤꯟꯅꯧ, ꯑꯃꯁꯨꯡ ꯀ꯭ꯋꯦꯔꯤ ꯈꯨꯗꯤꯡꯃꯛꯅ ꯍꯜꯂꯛꯄ ꯗꯦꯇꯥꯒꯤ ꯆꯥꯡ ꯑꯗꯨ ꯂꯤꯃꯤꯠ ꯇꯧ꯫ ꯃꯈꯥꯗ ꯄꯤꯔꯤꯕ ꯄꯥꯎꯒꯤ ꯋꯥꯔꯣꯜ ꯑꯁꯤꯒꯤ ꯁꯝꯖꯤꯟꯅꯐꯝ ꯑꯣꯏꯕ ꯇ꯭ꯋꯤꯠ ꯑꯃ ꯁꯦꯝꯃꯨ꯫ ꯅꯦꯁ꯭ꯅꯦꯜ ꯑꯣꯁꯤꯟ ꯑꯃꯁꯨꯡ ꯑꯦꯠꯃꯣꯁ꯭ꯐꯤꯌꯔ ꯑꯦꯗꯃꯤꯅꯤꯁ꯭ꯇꯔꯦꯁꯟꯒꯤ ꯑꯅꯧꯕ ꯔꯤꯄꯣꯔꯠ ꯑꯃꯅ ꯀ꯭ꯂꯥꯏꯃꯦꯠ ꯑꯁꯤ ꯁꯥꯏꯟꯇ꯭ꯤꯁꯠꯁꯤꯡꯅ ꯂꯥꯎꯊꯣꯛꯈꯤꯕꯗꯒꯤ ꯌꯥꯝꯅ ꯊꯨꯅꯥ ꯍꯣꯡꯂꯛꯂꯤ ꯍꯥꯏꯕ ꯈꯪꯂꯦ꯫ ꯔꯤꯄꯣꯔꯠ ꯑꯁꯤꯅ ꯍꯥꯏꯔꯤ ꯃꯗꯨꯗꯤ ꯑꯦꯠꯃꯣꯁ꯭ꯐꯤꯌꯔꯗ ꯒ꯭ꯔꯤꯟꯍꯥꯎꯁ ꯒ꯭ꯌꯥꯁꯀꯤ ꯆꯥꯡ ꯍꯦꯡꯒꯠꯂꯛꯄꯅ ꯍꯦꯟꯅ ꯁꯥꯊꯤꯕ ꯅꯣꯡꯂꯩ-ꯅꯨꯡꯁꯤꯠ, ꯏꯁꯤꯡ ꯏꯆꯥꯎ ꯑꯃꯁꯨꯡ ꯎꯃꯪꯒꯤ ꯃꯩꯁꯥ ꯊꯣꯈꯜꯂꯤ꯫